ꯄꯤ. ꯑꯥꯔ. ꯄꯦꯔꯥꯗꯣꯛꯁ ꯍꯥꯏꯅ ꯈꯡꯅꯕ ꯑꯗꯨꯒꯤ ꯃꯇꯥꯡꯗ ꯆꯦ ꯑꯃ ꯐꯣꯡꯈꯤ꯫ ꯃꯁꯤ "ꯋꯦꯕ ꯐꯡꯁꯟꯁꯤꯡꯅ ꯄꯤꯔꯤꯕ ꯐꯤꯖꯤꯀꯦꯜ ꯔꯤꯌꯦꯂꯤꯇꯤꯒꯤ ꯀ꯭ꯋꯥꯟꯇꯝ-ꯃꯦꯀꯥꯅꯤꯀꯦꯜ ꯗꯤꯁꯀ꯭ꯔꯤꯞꯁꯟ ꯑꯁꯤ ꯃꯄꯨꯡ ꯐꯥꯗꯦ" ꯍꯥꯏꯅ ꯎꯠꯅꯕ ꯍꯣꯠꯅꯈꯤꯕ ꯋꯥꯈꯜꯂꯣꯟꯒꯤ ꯆꯥꯡꯌꯦꯡ ꯑꯃꯅꯤ꯫ ꯃꯈꯣꯏꯒꯤ ꯋꯥꯈꯜꯒꯤ ꯆꯥꯡꯌꯦꯡꯗ ꯁꯤꯁꯇꯦꯝ ꯑꯅꯤꯅ ꯑꯃꯒ ꯑꯃꯒ ꯃꯔꯤ ꯂꯩꯅꯩ, ꯃꯗꯨꯒꯤ ꯃꯇꯨꯡꯗ ꯇꯣꯉꯥꯟꯕ ꯑꯣꯏꯔꯛꯏ, ꯑꯃꯁꯨꯡ ꯃꯈꯣꯏꯅ ꯎꯠꯈꯤ ꯃꯗꯨꯗꯤ ꯃꯇꯨꯡ ꯇꯥꯔꯛꯄ ꯀ꯭ꯋꯥꯟꯇꯝ ꯃꯦꯀꯥꯅꯤꯛꯁꯤꯡꯅ ꯁꯤꯁꯇꯦꯝ ꯑꯅꯤ ꯑꯁꯤ ꯃꯁꯥ ꯃꯊꯟꯇ ꯁꯟꯗꯣꯛꯅ ꯇꯥꯛꯄ ꯉꯝꯗꯦ꯫ ꯆꯦ ꯑꯁꯤ ꯊꯣꯛꯂꯛꯈꯤꯕ ꯃꯇꯝ ꯈꯔꯒꯤ ꯃꯇꯨꯡꯗ ꯏꯔꯋꯤꯟ ꯁ꯭ꯔꯣꯗꯤꯡꯒꯔ ꯑꯥꯏꯟꯁꯇꯤꯟꯗ ꯖꯔꯃꯅꯤ ꯆꯤꯊꯤ ꯑꯃ ꯏꯈꯤ ꯑꯗꯨꯗ ꯃꯍꯥꯛꯅ ꯋꯔꯁ꯭ꯔꯠꯟꯀꯨꯡ (ꯏ. ꯄꯤ. ꯑꯥꯔ. ꯒꯤ ꯐꯤꯚꯝꯒꯨꯝꯕ ꯐꯤꯚꯝꯁꯤꯡ ꯑꯗꯨ ꯁꯟꯗꯣꯛꯅ ꯇꯥꯛꯅꯕ ꯃꯁꯥꯃꯛꯅ ꯏꯟꯇꯦꯡꯒꯜꯃꯦꯟ ꯍꯥꯏꯅ ꯍꯟꯗꯣꯛꯄ) ꯍꯥꯏꯕ ꯋꯥꯍꯩ ꯑꯁꯤ ꯁꯤꯖꯤꯟꯅꯈꯤ꯫ ꯁ꯭ꯔꯣꯗꯤꯟꯒꯔꯅ ꯏꯟꯇꯦꯡꯒꯜꯃꯦꯟ ꯀꯤ ꯋꯥꯈꯜꯂꯣꯟ ꯑꯗꯨ ꯁꯟꯗꯣꯛꯅ ꯇꯥꯛꯄ ꯑꯃ ꯈꯟꯅꯅꯕ ꯃꯄꯨꯡ ꯐꯥꯕ ꯆꯦ ꯑꯃ ꯃꯈꯥ ꯆꯠꯊꯈꯤ, "ꯑꯩ ꯏꯟꯇꯦꯡꯒꯜꯃꯦꯟ ꯑꯃ ꯍꯥꯏꯅ ꯀꯧꯗꯦ ꯑꯗꯨꯕꯨ ꯃꯗꯨꯒꯤ ꯃꯍꯨꯠꯇ ꯀ꯭ꯋꯥꯟꯇꯝ ꯃꯦꯀꯥꯅꯤꯛꯀꯤ ꯃꯁꯛ ꯅꯥꯏꯕ ꯃꯁꯛ ꯑꯗꯨ ꯀꯧꯒꯅꯤ, ꯃꯁꯤꯅ ꯀ꯭ꯂꯥꯁꯤꯀꯦꯜ ꯂꯥꯏꯟ ꯑꯣꯐ ꯊꯣꯠꯇꯒꯤ ꯃꯁꯤꯒꯤ ꯃꯄꯨꯡꯐꯥꯕ ꯇꯣꯈꯥꯏꯕ ꯑꯗꯨ ꯆꯠꯅꯍꯜꯂꯤ꯫" ꯑꯥꯏꯟꯁ꯭ꯇꯤꯟꯒꯨꯝꯅ ꯁ꯭ꯔꯣꯗꯤꯟꯒꯔꯅ ꯑꯦꯟꯇꯦꯡꯒꯜꯃꯦꯟ ꯀꯤ ꯋꯥꯈꯜꯂꯣꯟꯒꯤ ꯃꯇꯥꯡꯗ ꯑꯁꯣꯏꯕ ꯐꯥꯎꯈꯤ ꯃꯔꯝꯗꯤ ꯃꯁꯤꯅ ꯔꯤꯂꯦꯇꯤꯚꯤꯇꯤꯒꯤ ꯊꯤꯑꯣꯔꯤ ꯌꯥꯎꯕ ꯏ-ꯄꯥꯎ ꯁꯟꯗꯣꯛꯄꯒꯤ ꯈꯣꯡꯖꯦꯜꯒꯤ ꯉꯝꯈꯩ ꯑꯗꯨ ꯁꯣꯛꯍꯜꯂꯛꯂꯤꯕꯒꯨꯝ ꯇꯧꯈꯤ꯫ ꯑꯥꯏꯟꯁꯇꯤꯟꯅ ꯇꯨꯡꯗ ꯏꯟꯇꯤꯒ꯭ꯔꯤꯃꯦꯟ ꯒꯤ ꯃꯍꯩꯁꯤꯡ ꯑꯗꯨ "ꯁꯄꯨꯈꯥꯐꯇꯦ ꯐꯔꯟꯋꯤꯔꯀꯨꯡ" ꯅꯠꯇ꯭ꯔꯒ "ꯂꯥꯞꯅ ꯂꯩꯕ ꯌꯥꯝꯅ ꯂꯨꯕ ꯊꯕꯛ" ꯍꯥꯏꯅ ꯀꯧꯈꯤ, ꯃꯗꯨꯒꯤ ꯑꯔꯊꯗꯤ ꯂꯥꯞꯅ ꯂꯩꯕ ꯃꯐꯝ ꯑꯃꯗ ꯆꯥꯡ ꯂꯦꯞꯊꯣꯛꯄꯒꯤ ꯃꯍꯩ ꯑꯣꯏꯅ ꯃꯐꯝ ꯑꯃꯗ ꯄꯣꯠ ꯑꯃꯒꯤ ꯃꯃꯜ ꯂꯧꯁꯤꯟꯕ ꯍꯥꯏꯕꯁꯤꯅ꯫ ꯏꯪ ꯂꯤꯁꯤꯡ ꯑꯃꯒ ꯆꯃꯥꯄꯟ ꯅꯤꯐꯨ ꯇꯔꯨꯛꯇ ꯖꯣꯟ ꯑꯥꯔꯀꯤꯕꯤꯌꯦꯜꯅ ꯏꯂꯦꯛꯇ꯭ꯔꯣꯟ-ꯄꯣꯖꯤꯁꯇ꯭ꯔꯣꯟ ꯑꯦꯅꯤꯍꯤꯂꯦꯁꯟꯅ ꯄꯨꯊꯣꯛꯄ ꯒꯃꯥ-ꯔꯦ ꯐꯣꯇꯣꯟꯁꯤꯡꯒꯤ ꯖꯨꯔꯥꯁꯤꯡꯒꯤ ꯄꯣꯂꯔꯥꯏꯖꯦꯁꯟ ꯇꯝꯅꯕꯒꯤ ꯋꯥꯐꯝ ꯊꯝꯈꯤ꯫ ꯆꯤꯌꯟ-ꯁꯤꯌꯨꯡ ꯋꯨ ꯑꯃꯁꯨꯡ ꯑꯥꯏ. ꯁꯛꯅꯣꯈ꯭ꯔꯅ ꯆꯥꯡꯌꯦꯡ ꯑꯁꯤ ꯏꯪ ꯗ ꯄꯥꯡꯊꯣꯛꯈꯤ, ꯃꯁꯤꯅ ꯎꯠꯈꯤ ꯃꯗꯨꯗꯤ ꯏ. ꯄꯤ. ꯑꯥꯔ. ꯅ ꯈꯟꯒꯠꯂꯕ ꯑꯦꯟꯇꯦꯒ꯭ꯔꯦꯜ ꯇꯧꯔꯕ ꯄꯥꯔꯇꯤꯀꯜꯀꯤ ꯖꯨꯔꯥꯁꯤꯡ ꯑꯁꯤ ꯂꯦꯕꯣꯔꯦꯇꯔꯤꯗ ꯁꯦꯝꯕ ꯌꯥꯏ꯫ ꯁ꯭ꯔꯣꯗꯤꯡꯒꯔꯅ ꯃꯁꯤꯒꯤ ꯃꯔꯨꯑꯣꯏꯕꯒꯤ ꯋꯥꯐꯝ ꯊꯝꯂꯕꯁꯨ, ꯃꯍꯥꯛꯀꯤ ꯆꯦ ꯐꯣꯡꯂꯕ ꯃꯇꯨꯡꯗ ꯆꯍꯤ ꯇꯔꯥꯒꯤ ꯈꯨꯖꯤꯡ ꯀꯌꯥ ꯏꯟꯇꯤꯒ꯭ꯔꯤꯃꯦꯟ ꯀꯤ ꯃꯇꯥꯡꯗ ꯊꯕꯛ ꯈꯔꯁꯨ ꯐꯣꯡꯈꯤꯗꯦ꯫ ꯏꯪ ꯂꯤꯁꯤꯡ ꯑꯃꯒ ꯆꯃꯥꯄꯟ ꯍꯨꯝꯐꯨ ꯃꯔꯤꯗ ꯖꯣꯟ ꯑꯦꯁ ꯕꯦꯜꯒꯤ ꯃꯥꯟꯅꯗꯕ ꯎꯕ ꯑꯋꯥꯡꯕ ꯉꯝꯈꯩ ꯑꯃ ꯎꯠꯈꯤ, ꯃꯐꯝ ꯑꯗꯨꯒꯤ ꯑꯁꯦꯡꯕ ꯃꯑꯣꯡꯒꯤ ꯃꯇꯨꯡ ꯏꯟꯅ ꯊꯤꯑꯣꯔꯤ ꯑꯃꯍꯦꯛꯇꯗ ꯄꯨꯊꯣꯛꯄ ꯌꯥꯕ ꯃꯔꯤ ꯂꯩꯅꯕꯁꯤꯡꯒꯤ ꯃꯄꯥꯡꯒꯜꯒꯤ ꯃꯇꯥꯡꯗ ꯑꯃꯁꯨꯡ ꯀ꯭ꯋꯥꯟꯇꯝ ꯊꯤꯑꯣꯔꯤꯅ ꯑꯀꯛꯅꯕ ꯁꯝꯅꯕ ꯁꯤꯁ꯭ꯇꯦꯝꯁꯤꯡꯒꯤꯗꯃꯛꯇ ꯉꯝꯈꯩ ꯑꯁꯤꯒꯤ ꯂꯥꯜꯍꯧꯁꯤꯡ ꯄꯥꯅꯔꯤ ꯍꯥꯏꯕꯗꯨ ꯎꯠꯈꯤ꯫ ꯕꯦꯜꯅ ꯃꯍꯩꯔꯣꯏꯁꯤꯡꯕꯨ ꯃꯍꯥꯛꯀꯨꯝꯅ ꯌꯥꯝꯅ ꯅꯛꯅꯕ ꯊꯕꯛ ꯇꯧꯅꯕ ꯀꯟꯅ ꯄꯨꯛꯅꯤꯡ ꯊꯧꯒꯠꯈꯤꯗ꯭ꯔꯕꯁꯨ ꯑꯣꯛꯁꯐꯣꯔ꯭ꯗꯇ ꯋꯥꯔꯤ ꯁꯥꯅꯕ ꯑꯃꯒꯤ ꯃꯇꯨꯡꯗ ꯑꯥꯔꯇꯨꯔ ꯑꯦꯀ꯭ꯔꯤꯠ ꯀꯧꯕ ꯃꯍꯩꯔꯣꯏ ꯑꯃꯅ ꯕꯦꯜꯒꯤ ꯃꯥꯟꯅꯗꯕ ꯑꯁꯤ ꯁꯣꯛꯍꯜꯂꯛꯄ ꯑꯁꯤ ꯄꯥꯎ ꯐꯥꯎꯅꯕꯒꯤ ꯄꯥꯝꯕꯩ ꯑꯃ ꯑꯣꯏꯅ ꯁꯤꯖꯤꯟꯅꯕ ꯌꯥꯏ ꯍꯥꯏꯅ ꯋꯥꯐꯝ ꯊꯝꯈꯤ꯫